ꯑꯕ꯭ꯔꯥꯍꯥꯝ ꯂꯤꯡꯀꯟꯒꯤ ꯄꯨꯟꯁꯤꯗ ꯊꯣꯛꯈꯤꯕ ꯃꯔꯨꯑꯣꯏꯕ ꯊꯧꯗꯣꯛꯁꯤꯡꯒꯤ ꯃꯇꯝ ꯂꯦꯞꯄꯤꯌꯨ꯫ ꯃꯈꯥꯗ ꯑꯕ꯭ꯔꯥꯍꯥꯝ ꯂꯤꯡꯀꯟꯒꯤ ꯄꯨꯟꯁꯤꯗ ꯊꯣꯛꯈꯤꯕ ꯃꯔꯨꯑꯣꯏꯕ ꯊꯧꯗꯣꯛꯁꯤꯡꯒꯤ ꯃꯇꯝꯒꯤ ꯇꯥꯡꯀꯛ ꯑꯃ ꯌꯥꯎꯔꯤ: ꯐꯦꯕ꯭ꯔꯨꯋꯥꯔꯤ ꯇꯔꯥꯅꯤꯊꯣꯏ , ꯑꯦꯕ꯭ꯔꯥꯍꯥꯝ ꯂꯤꯡꯀꯟ ꯀꯦꯟꯇꯨꯀꯤꯒꯤ ꯍꯥꯔꯗꯤꯟ ꯀꯥꯎꯟꯁꯤꯜꯗ ꯄꯣꯛꯈꯤ꯫ ꯂꯝꯒꯤ ꯋꯥꯊꯣꯛ ꯑꯃꯅ ꯃꯔꯝ ꯑꯣꯏꯗꯨꯅ ꯂꯤꯡꯀꯟꯒꯤ ꯏꯃꯨꯡ ꯃꯅꯨꯡ ꯏꯟꯗꯤꯌꯥꯗ ꯆꯠꯈꯤ꯫ ꯏꯃꯨꯡ ꯑꯗꯨ ꯑꯃꯨꯛ ꯍꯟꯅ ꯆꯪꯁꯤꯜꯂꯛꯈꯤ, ꯃꯁꯤꯒꯤ ꯃꯇꯝ ꯑꯁꯤꯗ ꯏꯂꯤꯅꯣꯁꯇ ꯆꯠꯈꯤ꯫ ꯂꯤꯡꯀꯟꯅ ꯏꯂꯤꯅꯣꯏꯁ ꯁ꯭ꯇꯦꯠ ꯂꯦꯖꯤꯁꯂꯦꯆꯔꯒꯤꯗꯃꯛ ꯃꯤꯈꯜꯗ ꯃꯥꯏ ꯄꯥꯛꯈꯤ꯫ ꯂꯤꯡꯀꯟꯅ ꯏꯂꯤꯅꯣꯁ ꯁ꯭ꯇꯦꯠꯀꯤ ꯂꯦꯖꯤꯁꯂꯦꯆꯔꯗ ꯈꯟꯈꯤ꯫ ꯂꯤꯡꯀꯟꯅ ꯏꯂꯤꯅꯣꯁꯀꯤ ꯁ꯭ꯄꯔꯤꯡꯐꯤꯜꯗꯗ ꯆꯠꯈꯤ ꯑꯃꯁꯨꯡ ꯎꯀꯤꯜ ꯑꯃ ꯑꯣꯏꯅ ꯊꯕꯛ ꯇꯧꯈꯤ꯫ ꯂꯤꯡꯀꯟꯅ ꯃꯦꯔꯤ ꯇꯣꯗꯒ ꯂꯨꯍꯣꯡꯈꯤ꯫ ꯂꯤꯡꯀꯟꯅ ꯁꯦꯅꯦꯠꯀꯤ ꯃꯤꯈꯜꯗ ꯃꯥꯏ ꯄꯥꯛꯈꯤ꯫ ꯂꯤꯡꯀꯟꯅ ꯌꯨꯅꯥꯏꯇꯦꯗ ꯁ꯭ꯇꯦꯇꯁꯀꯤ ꯇꯔꯥꯇꯔꯨꯛꯁꯨꯕ ꯔꯥꯁꯇ꯭ꯔꯄꯇꯤ ꯑꯣꯏꯅ ꯈꯟꯈꯤ꯫ ꯃꯥꯔꯆ ꯃꯔꯤ, ꯂꯤꯡꯀꯟꯅ ꯔꯥꯁꯇ꯭ꯔꯄꯇꯤ ꯑꯣꯏꯅ ꯁꯪꯒꯥꯈꯤ꯫ ꯑꯦꯄ꯭ꯔꯤꯜ ꯇꯔꯥꯅꯤꯊꯣꯏ, ꯁꯤꯚꯤꯜ ꯋꯥꯔ ꯍꯧꯈꯤ꯫ ꯖꯅꯨꯋꯥꯔꯤ ꯑꯃ , ꯂꯤꯡꯀꯟꯅ ꯏꯃꯥꯟꯁꯤꯄꯦꯁꯟ ꯄ꯭ꯔꯣꯀ꯭ꯂꯥꯃꯦꯁꯟ ꯊꯣꯛꯈꯤ, ꯀꯟꯐꯦꯗ꯭ꯔꯦꯠ ꯇꯦꯔꯤꯇꯣꯔꯤꯁꯤꯡꯗ ꯂꯩꯕ ꯂꯥꯟꯃꯤ ꯄꯨꯝꯅꯃꯛꯄꯨ ꯅꯤꯡꯇꯝꯍꯟꯈꯤ꯫ ꯅꯕꯦꯝꯕꯔ ꯇꯔꯥꯃꯥꯄꯜ, ꯂꯤꯡꯀꯟꯅ ꯒꯦꯇꯤꯁꯕꯔꯒ ꯑꯦꯗ꯭ꯔꯦꯁ ꯄꯤꯈꯤ꯫ ꯑꯦꯄ꯭ꯔꯤꯜ ꯃꯥꯄꯜ, ꯁꯤꯚꯤꯜ ꯋꯥꯔ ꯂꯣꯏꯁꯤꯟꯈꯤ꯫ ꯑꯦꯄ꯭ꯔꯤꯜ ꯇꯔꯥꯃꯔꯤ, ꯋꯥꯁꯤꯡꯇꯟ ꯗꯤ ꯁꯤ ꯒꯤ ꯐꯣꯔꯗ ꯊꯤꯌꯦꯇꯔꯗ ꯂꯤꯡꯀꯟꯕꯨ ꯖꯣꯟꯁ ꯋꯤꯜꯀꯦꯁ ꯃꯅꯥ ꯁꯤꯈꯤ꯫ ꯑꯦꯞꯔꯤꯜ ꯇꯔꯥꯃꯉꯥ, ꯂꯤꯡꯀꯟꯅ ꯃꯍꯥꯛꯀꯤ ꯑꯁꯣꯛꯄ ꯑꯗꯨꯗꯒꯤ ꯁꯤꯈꯤ꯫